ꯑꯥꯔꯇꯤꯐꯤꯁꯤꯑꯦꯜ ꯏꯟꯇꯤꯂꯤꯖ‌ꯦꯟꯁ ꯃꯦꯁꯤꯟ ꯂꯔꯅꯤꯡ ꯃꯣꯗꯦꯜꯁꯤꯡ ꯑꯁꯤ ꯃꯔꯨꯑꯣꯏꯕꯥ ꯋꯥꯔꯦꯞ ꯂꯧꯕꯗꯥ ꯁꯤꯖꯤꯟꯅꯔꯛꯄꯗꯒꯤ ꯑꯥꯔꯇꯤꯐꯤꯁꯤꯑꯦꯜ ꯏꯟꯇꯤꯂꯤꯖ‌ꯦꯟꯁꯗꯥ ꯇ꯭ꯔꯥꯟꯁꯄꯔꯦꯟꯁꯤ ꯑꯃꯁꯨꯡ ꯏꯟꯇꯔꯄꯔꯤꯇꯦꯕꯤꯂꯤꯇꯤꯒꯤ ꯃꯊꯧ ꯇꯥꯕ ꯍꯦꯟꯒꯠꯂꯛꯂꯤ꯫ ꯑꯦꯛꯁꯄꯂꯦꯅꯦꯕꯜ ꯑꯥꯔꯇꯤꯐꯤꯁꯤꯑꯦꯜ ꯏꯟꯇꯤꯂꯤꯖ‌ꯦꯟꯁꯅꯥ ꯃꯦꯁꯤꯟ ꯂꯔꯅꯤꯡ ꯃꯣꯗꯦꯜꯁꯤꯡꯅꯥ ꯃꯈꯣꯏꯒꯤ ꯄ꯭ꯔꯤꯗꯤꯛꯁꯟꯁꯤꯡ ꯀꯔꯝꯅꯥ ꯇꯧꯕꯒꯦ ꯍꯥꯏꯕꯒꯤ ꯃꯇꯥꯡꯗꯥ ꯋꯥꯈꯜꯂꯣꯟꯁꯤꯡ ꯄꯤꯗꯨꯅꯥ ꯋꯥꯐꯝ ꯑꯁꯤ ꯊꯦꯡꯅꯅꯕꯥ ꯄꯥꯟꯗꯝ ꯊꯝꯂꯤ꯫ ꯃꯁꯤꯗꯥ ꯁꯦꯛꯌꯨꯔ ꯑꯣꯏꯕꯥ ꯗꯦꯇꯥ ꯁꯦꯌꯔ ꯇꯧꯅꯕꯒꯤ ꯄꯥꯝꯕꯩꯁꯤꯡ, ꯗꯤꯐꯦꯟꯁꯔꯤ ꯄ꯭ꯔꯥꯏꯚꯦꯁꯤ, ꯑꯃꯁꯨꯡ ꯃꯦꯁꯤꯟ ꯂꯔꯅꯤꯡ ꯃꯣꯗꯦꯜꯁꯤꯡꯗꯥ ꯕꯥꯏꯁ ꯊꯤꯡꯅꯕ ꯇꯦꯛꯅꯤꯛꯁꯤꯡ ꯌꯥꯎꯔꯤ꯫ ꯗꯦꯇꯥ ꯁꯥꯏꯟꯇꯤꯁ꯭ꯇꯁꯤꯡꯅ ꯍꯧꯖꯤꯛ ꯖ‌ꯦꯅꯔ‌ꯦꯜ ꯗꯝꯦꯇꯥ ꯄꯔ‌ꯣꯇ‌ꯦꯛꯁꯟ ꯔ‌ꯦꯒꯨꯂ‌ꯦꯁꯟ ꯑꯃꯁꯨꯡ ꯁ‌ꯦꯟꯇꯔ‌ꯦꯜ ꯀꯟꯖꯌꯨꯃꯔ ꯄꯔ‌ꯣꯇ‌ꯦꯛꯁꯟ ꯑꯣꯊ‌ꯣꯔꯤꯇꯤꯒꯨꯝꯕꯥ ꯗꯦꯇꯥ ꯄ꯭ꯔꯥꯏꯕꯦꯁꯤ ꯔꯦꯒꯨꯂꯦꯁꯟꯁꯤꯡꯒꯤ ꯃꯇꯥꯡꯗꯥ ꯈꯪꯕꯥ ꯉꯝꯂꯒꯅꯤ, ꯑꯃꯁꯨꯡ ꯃꯈꯣꯏꯒꯤ ꯊꯕꯛꯁꯤꯡ ꯑꯁꯤ ꯏꯊꯤꯀꯦꯜ ꯁ꯭ꯇꯦꯟꯗꯔꯗꯁꯤꯡ ꯉꯥꯛꯅ ꯆꯠꯀꯅꯤ ꯍꯥꯏꯅꯥ ꯊꯥꯖꯔꯤ꯫ ꯔꯤꯑꯦꯜ-ꯇꯥꯏꯝ ꯑꯦꯅꯥꯂꯥꯏꯇꯤꯛꯁ: ꯔꯤꯑꯦꯜ-ꯇꯥꯏꯝ ꯑꯦꯅꯥꯂꯥꯏꯇꯤꯛꯁ ꯑꯁꯤ ꯕꯤꯖꯤꯅꯦꯁꯁꯤꯡꯅꯥ ꯌꯥꯝꯅꯥ ꯊꯨꯅꯥ, ꯗꯦꯇꯥꯗ ꯌꯨꯝꯐꯝ ꯑꯣꯏꯕ ꯋꯥꯔꯦꯞ ꯂꯧꯕꯒꯤ ꯇꯉꯥꯏ ꯐꯗꯕ ꯈꯨꯠꯂꯥꯏ ꯑꯃꯥ ꯑꯣꯏꯔꯦ꯫ ꯃꯁꯤꯗ ꯗꯦꯇꯥ ꯑꯁꯤ ꯁꯦꯝꯒꯠꯂꯛꯄꯒ ꯂꯣꯏꯅꯅꯥ ꯃꯇꯝ ꯆꯥꯅꯥ ꯄ꯭ꯔꯣꯁꯦꯁ ꯇꯧꯕ ꯑꯃꯁꯨꯡ ꯑꯦꯅꯥꯂꯥꯏꯁꯤꯁ ꯇꯧꯕ ꯌꯥꯎꯏ, ꯃꯁꯤꯅ ꯀꯝꯄꯦꯅꯤꯁꯤꯡꯅ ꯍꯣꯡꯂꯛꯂꯤꯕ ꯐꯤꯚꯝꯁꯤꯡꯗ ꯔꯤꯑꯦꯜ-ꯇꯥꯏꯝꯗ ꯄꯥꯎꯈꯨꯝ ꯄꯤꯕ ꯉꯝꯍꯜꯂꯤ꯫ ꯁ꯭ꯇꯔꯤꯝ ꯄ꯭ꯔꯣꯁꯦꯁꯤꯡ ꯑꯃꯁꯨꯡ ꯏꯚꯦꯟꯇ-ꯗ꯭ꯔꯥꯏꯚꯟ ꯑꯥꯔꯀꯤꯇꯦꯛꯆꯔꯒꯨꯝꯕꯥ ꯇꯦꯛꯅꯤꯛꯁꯤꯡ ꯁꯤꯖꯤꯟꯅꯗꯨꯅ ꯔꯤꯑꯦꯜ-ꯇꯥꯏꯝ ꯑꯦꯅꯥꯂꯥꯏꯇꯤꯛꯁ ꯇꯧꯕꯥ ꯉꯝꯍꯜꯂꯤ, ꯃꯁꯤꯅꯥ ꯍꯦꯟꯅꯥ ꯔꯦꯁ꯭ꯄꯣꯟꯁꯤꯕꯜ ꯑꯃꯁꯨꯡ ꯑꯦꯖꯤꯜ ꯕꯤꯖꯤꯅꯦꯁꯁꯤꯡ ꯁꯦꯝꯒꯠꯂꯤ꯫ ꯑꯦꯖ ꯀꯝꯄꯌꯨꯇꯤꯡ: ꯗꯤꯚꯥꯏꯁꯁꯤꯡ ꯍꯦꯟꯒꯠꯂꯛꯄꯒꯥ ꯂꯣꯏꯅꯅꯥ, ꯃꯁꯤꯒꯤ ꯁꯣꯔꯁꯀ ꯅꯛꯅꯅꯥ ꯂꯩꯕ ꯑꯦꯖꯗꯥ ꯗꯦꯇꯥ ꯄ꯭ꯔꯣꯁꯦꯁ ꯇꯧꯕꯥ ꯑꯃꯁꯨꯡ ꯑꯦꯅꯥꯂꯥꯏꯖ ꯇꯧꯕꯒꯤ ꯃꯊꯧ ꯇꯥꯕꯥ ꯍꯦꯟꯒꯠꯂꯛꯂꯤ꯫ ꯑꯦꯖ ꯀꯝꯄꯌꯨꯇꯤꯡꯅꯥ ꯗꯤꯚꯥꯏꯁ ꯃꯁꯥꯃꯛꯇꯗ ꯗꯦꯇꯥ ꯄ꯭ꯔꯣꯁꯦꯁ ꯇꯧꯕꯥ ꯌꯥꯍꯜꯂꯤ, ꯃꯁꯤꯅꯥ ꯂꯦꯇꯦꯟꯁꯤ ꯑꯃꯁꯨꯡ ꯕꯦꯟꯗꯋꯤꯊꯀꯤ ꯃꯊꯧ ꯇꯥꯕꯥ ꯍꯟꯊꯍꯜꯂꯤ꯫ ꯃꯁꯤꯅꯥ ꯔꯤꯑꯦꯜ-ꯇꯥꯏꯝ ꯋꯥꯔꯦꯞ ꯂꯧꯕꯥ ꯑꯃꯁꯨꯡ ꯌꯥꯝꯅꯥ ꯊꯨꯅꯥ ꯋꯥꯈꯜ ꯈꯟꯕ ꯉꯝꯍꯜꯂꯤ, ꯑꯗꯨꯒ ꯀ꯭ꯂꯥꯎꯗ ꯀꯝꯄꯌꯨꯇꯤꯡꯗꯥ ꯊꯥꯖꯕꯥ ꯍꯟꯊꯍꯜꯂꯤ꯫ ꯂꯣꯏꯁꯤꯜꯂꯛꯄꯗꯥ, ꯗꯦꯇꯥ ꯁꯥꯏꯟꯁ ꯑꯁꯤ ꯃꯇꯝ ꯄꯨꯝꯅꯃꯛꯇꯥ ꯍꯦꯟꯒꯠꯂꯛꯂꯤꯕꯥ ꯂꯝ ꯑꯃꯅꯤ, ꯑꯃꯁꯨꯡ ꯃꯁꯤꯒꯤ ꯇꯨꯡꯒꯤ ꯐꯤꯕꯝ ꯁꯦꯝꯒꯠꯂꯤꯕꯥ ꯇ꯭ꯔꯦꯟꯗ ꯈꯔꯈꯛꯇꯅꯤ꯫ ꯃꯔꯤ ꯂꯩꯅꯕꯥ ꯑꯃꯁꯨꯡ ꯀꯝꯄꯤꯇꯤꯇꯤꯕ ꯑꯣꯏꯅ ꯂꯩꯅꯕꯒꯤꯗꯃꯛ ꯗꯦꯇꯥ ꯁꯥꯏꯟꯇꯤꯁ꯭ꯇꯁꯤꯡꯅꯥ ꯑꯅꯧꯕ ꯇꯦꯛꯅꯣꯂꯣꯖꯤ ꯑꯃꯁꯨꯡ ꯇꯦꯛꯅꯤꯛꯁꯤꯡꯒꯥ ꯂꯣꯏꯅꯅꯥ ꯂꯦꯞꯇꯅ ꯇꯝꯕꯥ ꯑꯃꯁꯨꯡ ꯆꯨꯁꯤꯟꯅꯍꯟꯕ ꯃꯊꯧ ꯇꯥꯏ꯫ ꯃꯈꯥꯗꯥ ꯄꯤꯔꯤꯕꯥ ꯏꯀꯌꯨꯏꯞꯃꯦꯟꯇ ꯑꯁꯤꯒꯤ ꯁꯣꯝ ꯑꯗꯨ ꯈꯪꯗꯣꯛꯎ꯫ ꯑꯩꯍꯥꯛꯅ ꯅꯨꯡꯉꯥꯏꯇꯕ ꯐꯥꯎꯏ, ꯑꯗꯨꯕꯨ ꯏꯀꯌꯨꯏꯌꯔ ꯑꯁꯤ ꯁꯣꯜꯕ ꯇꯧꯅꯕ ꯍꯦꯟꯅ ꯏꯟꯐꯣꯔꯃꯦꯁꯟ ꯃꯊꯧ ꯇꯥꯏ꯫ ꯏꯀꯌꯨꯏꯌꯔ ꯑꯁꯤꯒꯤ ꯚꯦꯔꯤꯑꯦꯕꯜ ꯑꯅꯤ ꯂꯩ, ꯑꯃꯁꯨꯡ ꯃꯔꯝ ꯑꯁꯤꯅꯥ ꯂꯣꯏꯕ ꯅꯥꯏꯗꯕ ꯃꯁꯤꯡꯒꯤ ꯁꯣꯂꯨꯁꯟ ꯑꯃꯥ ꯑꯣꯏꯊꯣꯛꯄꯥ ꯌꯥꯏ꯫ ꯁꯣꯂꯨꯁꯟ ꯑꯃꯒꯤ ꯁꯣꯝ ꯊꯤꯟꯕꯒꯤꯗꯃꯛ, ꯅꯍꯥꯛꯅ ꯅꯠꯇꯔꯒ ꯑꯃꯍꯦꯛꯇꯒꯤ ꯚꯦꯜꯌꯨ ꯑꯃꯥ ꯄꯤꯕꯥ ꯃꯊꯧ ꯇꯥꯏ꯫ ꯏꯟꯇꯤꯖꯔꯁꯤꯡꯒꯤ ꯑꯦꯔꯦ ꯑꯃꯥ ꯄꯤꯔꯒꯥ, ꯈ꯭ꯋꯥꯏꯗꯒꯤ ꯆꯥꯎꯕ ꯑꯦꯂꯤꯃꯦꯟꯠ ꯑꯗꯨ ꯍꯜꯂꯛꯅꯕ ꯑꯦꯜꯒꯣꯔꯤꯊꯝ ꯑꯃꯥ ꯀꯝꯄꯣꯖ ꯇꯧ꯫ ꯏꯟꯇꯤꯖꯔꯁꯤꯡꯒꯤ ꯑꯦꯔꯦ ꯑꯃꯗꯥ ꯈ꯭ꯋꯥꯏꯗꯒꯤ ꯆꯥꯎꯕ ꯑꯦꯂꯤꯃꯦꯟꯇ ꯑꯗꯨ ꯊꯤꯅꯕꯒꯤꯗꯃꯛ ꯑꯩꯈꯣꯏꯅꯥ ꯑꯦꯔꯦ ꯑꯗꯨꯗ ꯂꯩꯔꯤꯕꯥ ꯑꯦꯂꯤꯃꯦꯟꯇ ꯄꯨꯝꯅꯃꯛ ꯆꯥꯡꯗꯝꯅꯕꯥ ꯌꯥꯕꯥ ꯏꯆꯝ ꯆꯝꯕꯥ ꯑꯦꯜꯒꯣꯔꯤꯊꯝ ꯑꯃꯥ ꯁꯤꯖꯤꯟꯅꯕꯥ ꯌꯥꯏ꯫ ꯃꯁꯤ ꯀꯔꯝꯅꯥ ꯇꯧꯒꯗꯒꯦ ꯍꯥꯏꯕꯒꯤ ꯈꯨꯗꯝ ꯑꯃꯥ ꯃꯈꯥꯗ ꯄꯤꯔꯤ: ꯑꯦꯔꯦꯗ ꯂꯩꯕ ꯑꯍꯥꯟꯕ ꯑꯦꯂꯤꯃꯦꯟꯇꯀꯤ ꯚꯦꯜꯌꯨꯒ ꯂꯣꯏꯅꯅꯥ ꯚꯦꯔꯤꯑꯦꯕꯜ ꯑꯃ ꯏꯅꯤꯁꯤꯑꯦꯂꯥꯏꯖ ꯇꯧ꯫ ꯑꯅꯤꯁꯨꯕ ꯑꯦꯂꯤꯃꯦꯟꯇ ꯏꯟꯗꯦꯛꯁ ꯑꯃꯗꯒꯤ ꯍꯧꯔꯒ ꯑꯦꯔꯦ ꯑꯗꯨꯒꯤ ꯃꯅꯨꯡꯗ ꯂꯨꯞ ꯇꯧ꯫ ꯀꯔꯤꯒꯨꯝꯕ ꯍꯧꯖꯤꯛꯀꯤ ꯑꯦꯂꯤꯃꯦꯟꯇ ꯑꯗꯨ ꯗꯒꯤ ꯍꯦꯜꯂꯕꯗꯤ, ꯍꯧꯖꯤꯛꯀꯤ ꯑꯦꯂꯤꯃꯦꯟꯇ ꯑꯗꯨꯒꯤ ꯚꯦꯜꯌꯨ ꯑꯗꯨꯒꯥ ꯂꯣꯏꯅꯅꯥ ꯑꯞꯗꯦꯠ ꯇꯧꯔꯣ ꯑꯦꯂꯤꯃꯦꯟꯇ ꯄꯨꯝꯅꯃꯛ ꯆꯥꯡꯗꯝꯅꯕꯥ ꯐꯥꯎꯕ ꯂꯨꯞ ꯇꯧꯗꯨꯅꯥ ꯂꯩꯌꯨ꯫